ꯖꯤꯃꯥꯟ ꯏꯐꯦꯛ ꯑꯁꯤ ꯑꯦꯇꯣꯝꯒꯤ ꯃꯑꯣꯡ ꯃꯇꯧ ꯑꯗꯨ ꯃꯌꯦꯛ ꯁꯦꯡꯅ ꯈꯪꯗꯣꯛꯅꯕꯒꯤ ꯃꯔꯨꯑꯣꯏꯕ ꯈꯨꯠꯂꯥꯏ ꯑꯃ ꯑꯣꯏꯔꯛꯈꯤ꯫ ꯖꯣꯔꯖꯦꯁ ꯁꯦꯚꯂꯤꯌꯔꯒꯤ ꯑꯣꯇꯣꯀ꯭ꯔꯣꯝ ꯃꯍꯥꯛꯅ ꯈꯪꯗꯣꯛꯂꯕ ꯃꯇꯨꯡꯗ ꯃꯇꯝ ꯈꯔꯒꯤ ꯃꯇꯨꯡꯗ ꯖꯤꯃꯥꯟꯕꯨ ꯏꯪ ꯂꯤꯁꯤꯡ ꯑꯃ ꯆꯅꯤꯄꯥꯟ ꯃꯧꯗ꯭ꯔꯥ ꯇꯔꯨꯛꯇ ꯅꯤꯡꯊꯝꯊꯥꯗ ꯊꯕꯛ ꯇꯧꯕ ꯍꯧꯈꯤꯕ ꯑꯝꯁꯇꯔꯗꯥꯝꯗ ꯂꯦꯛꯆꯔ ꯑꯣꯏꯅ ꯊꯕꯛ ꯇꯧꯅꯕ ꯍꯥꯏꯈꯤ꯫ꯂꯤꯁꯤꯡ ꯑꯃ ꯆꯃꯥꯄꯟꯗ ꯃꯁꯤꯒꯤ ꯃꯇꯨꯡꯗ ꯃꯍꯥꯛꯅ ꯌꯨꯅꯤꯚꯔꯁꯤꯇꯤ ꯑꯣꯐ ꯑꯦꯝꯁꯇꯔꯗꯥꯝꯗ ꯐꯤꯖꯤꯛꯁꯀꯤ ꯄ꯭ꯔꯣꯐꯦꯁꯔ ꯑꯣꯏꯅ ꯀꯥꯈꯤ꯫ ꯏꯪ ꯂꯤꯁꯤꯡ ꯑꯃ ꯆꯃꯥꯄꯟ ꯑꯅꯤꯗ ꯃꯍꯥꯛꯀꯤ ꯍꯥꯟꯅꯒꯤ ꯂꯝꯖꯤꯡꯂꯣꯏ ꯂꯣꯔꯦꯟꯠꯖꯒ ꯂꯣꯏꯅꯅꯥ ꯃꯍꯥꯛꯅ ꯖꯤꯃꯥꯟ ꯏꯐꯦꯛ ꯄꯨꯊꯣꯛꯈꯤꯕꯒꯤꯗꯃꯛ ꯐꯤꯖꯤꯛꯁꯀꯤ ꯅꯣꯕꯦꯜ ꯄ꯭ꯔꯥꯏꯖ ꯐꯪꯈꯤ꯫ ꯆꯍꯤ ꯃꯉꯥꯒꯤ ꯃꯇꯨꯡꯗ ꯏꯪ ꯂꯤꯁꯤꯡ ꯑꯃ ꯆꯃꯥꯄꯟ ꯅꯤꯄꯥꯟꯗ ꯃꯍꯥꯛꯅ ꯚꯥꯟ ꯗꯔ ꯋꯥꯜꯁ ꯃꯇꯨꯡꯗ ꯑꯝꯁꯇꯔꯗꯥꯝꯒꯤ ꯐꯤꯖꯤꯛꯁ ꯏꯟꯁꯇꯤꯇ꯭ꯌꯨꯠꯀꯤ ꯃꯄꯨꯡ ꯐꯥꯕ ꯄ꯭ꯔꯣꯐꯦꯁꯔ ꯑꯃꯁꯨꯡ ꯗꯤꯔꯦꯛꯇꯔ ꯑꯣꯏꯅ ꯊꯕꯛ ꯇꯧꯈꯤ꯫ ꯏꯪ ꯂꯤꯁꯤꯡ ꯑꯃ ꯆꯃꯥꯄꯟ ꯇꯔꯥꯅꯤꯄꯥꯟꯗ ꯃꯍꯥꯛꯅ ꯄ꯭ꯔꯣꯁꯤꯗꯤꯡꯁ ꯑꯣꯐ ꯗ ꯀꯣꯅꯤꯡꯀ꯭ꯂꯤꯖꯀꯦ ꯅꯦꯗꯔꯂꯦꯟ꯭ꯁ ꯑꯦꯀꯥꯗꯦꯃꯤ ꯚꯦꯟ ꯋꯦꯇꯦꯟꯁꯆꯥꯞꯇ ꯒ꯭ꯔꯦꯚꯤꯇꯦꯁꯟꯒꯤ ꯃꯇꯥꯡꯗ ꯆꯥꯡꯌꯦꯡ ꯈꯔ ꯀ꯭ꯔꯤꯁ꯭ꯇꯜꯁꯤꯡ ꯑꯃꯁꯨꯡ ꯔꯦꯗꯤꯌꯣꯑꯦꯛꯇꯤꯕ ꯁꯕꯁ꯭ꯇꯦꯟꯁꯤꯡꯒꯤ ꯃꯦꯁ ꯑꯃꯁꯨꯡ ꯋꯦꯠꯀꯤ ꯆꯥꯡ ꯐꯣꯡꯈꯤ ꯃꯁꯤꯅ ꯒ꯭ꯔꯦꯕꯤꯇꯦꯁ꯭ꯅꯦꯜ ꯑꯃꯁꯨꯡ ꯏꯟꯔꯁꯤꯌꯦꯜ ꯃꯦꯁꯀꯤ ꯃꯇꯥꯡꯗ ꯆꯥꯡꯌꯦꯡ ꯑꯣꯏꯅ ꯃꯥꯟꯅꯕ ꯋꯥꯈꯜꯂꯣꯟ ꯑꯗꯨ ꯁꯣꯏꯗꯅ ꯈꯪꯍꯟꯈꯤ꯫ ꯏꯪ ꯂꯤꯁꯤꯡ ꯑꯃ ꯆꯃꯥꯄꯟ ꯀꯨꯟꯍꯨꯝꯗꯣꯏꯗ ꯑꯝꯁꯇꯔꯗꯥꯝꯗ ꯁꯥꯈꯤꯕ ꯑꯅꯧꯕ ꯂꯦꯕꯣꯔꯦꯇꯔꯤ ꯑꯃꯥ ꯏꯪ ꯂꯤꯁꯤꯡ ꯑꯃ ꯆꯃꯥꯄꯟ ꯅꯤꯝꯐꯨꯗ ꯖꯤꯃꯥꯟ ꯂꯦꯕꯣꯔꯦꯇꯔꯤ ꯍꯥꯏꯅ ꯃꯃꯤꯡ ꯍꯣꯡꯗꯣꯛꯈꯤ꯫ ꯑꯅꯧꯕ ꯈꯨꯗꯣꯡꯆꯥꯕ ꯑꯁꯤꯅ ꯖꯤꯃꯥꯟꯕꯨ ꯖꯤꯃꯥꯟ ꯏꯐꯦꯛꯀꯤ ꯃꯇꯥꯡꯗ ꯐꯖꯅ ꯊꯤꯖꯤꯟꯕ ꯑꯃꯥ ꯃꯈꯥ ꯆꯠꯊꯕ ꯌꯥꯍꯟꯈꯤ꯫ ꯃꯍꯥꯛꯀꯤ ꯁꯤꯟꯐꯝꯒꯤ ꯑꯔꯣꯏꯕ ꯃꯇꯝ ꯑꯗꯨ ꯃꯍꯥꯛꯅ ꯃꯦꯒꯅꯦꯇꯣ ꯑꯣꯞꯇꯤꯛ ꯏꯐꯦꯛ꯭ꯁꯇ ꯊꯤꯖꯤꯟ ꯍꯨꯝꯖꯤꯟꯕꯗ ꯄꯨꯛꯅꯤꯡ ꯆꯪꯈꯤ꯫ ꯃꯍꯥꯛꯅ ꯆꯠꯂꯤꯕ ꯃꯤꯗꯤꯌꯥꯗ ꯃꯩ ꯁꯟꯗꯣꯛꯄꯒꯤ ꯃꯇꯥꯡꯗꯁꯨ ꯊꯤꯖꯤꯟꯈꯤ꯫ ꯁ꯭ꯄꯦꯁꯤꯌꯦꯜ ꯔꯤꯂꯦꯇꯤꯚꯤꯇꯤꯅ ꯃꯔꯝ ꯑꯣꯏꯗꯨꯅ ꯍꯤꯔꯝ ꯑꯁꯤꯅ ꯑꯃꯨꯛ ꯍꯟꯅ ꯄꯨꯛꯅꯤꯡ ꯆꯪꯁꯤꯟꯕꯒꯤ ꯃꯐꯝ ꯑꯃ ꯑꯣꯏꯔꯛꯈꯤ ꯑꯃꯁꯨꯡ ꯂꯣꯔꯦꯟꯠꯖ ꯑꯃꯁꯨꯡ ꯑꯦꯜꯕꯔꯠ ꯑꯥꯏꯟꯁ꯭ꯇꯤꯟꯗꯒꯤ ꯌꯥꯝꯅ ꯄꯨꯛꯅꯤꯡ ꯆꯪꯈꯤ꯫ ꯃꯍꯥꯛꯀꯤ ꯁꯤꯟꯐꯝꯒꯤ ꯃꯇꯨꯡꯗ ꯃꯥꯁ ꯁ꯭ꯄꯦꯛꯇ꯭ꯔꯣꯃꯦꯇ꯭ꯔꯤ ꯄꯨꯛꯅꯤꯡ ꯆꯪꯈꯤ꯫ ꯃꯇꯨꯡ ꯇꯥꯔꯛꯄ ꯋꯥꯍꯩꯁꯤꯡ ꯏꯪ ꯂꯤꯁꯤꯡ ꯑꯃ ꯆꯅꯤꯄꯥꯟ ꯃꯧꯗ꯭ꯔꯥꯅꯤꯄꯥꯟꯗ ꯖꯤꯃꯥꯟ ꯑꯁꯤ ꯑꯝꯁꯇꯔꯗꯥꯝꯗ ꯂꯩꯕ ꯔꯣꯌꯜ ꯅꯦꯗꯔꯂꯦꯟ꯭ꯁ ꯑꯦꯀꯥꯗꯦꯃꯤ ꯑꯣꯐ ꯑꯥꯔ꯭ꯠꯁ ꯑꯦꯟ ꯁꯥꯏꯟꯁꯦꯁ ꯒꯤ ꯃꯦꯝꯕꯔꯁꯤꯞꯀꯤ ꯑꯣꯏꯅ ꯈꯟꯈꯤ ꯑꯃꯁꯨꯡ ꯃꯍꯥꯛꯅ ꯏꯪ ꯂꯤꯁꯤꯡ ꯑꯃ ꯆꯃꯥꯄꯟ ꯇꯔꯥꯅꯤꯄꯥꯟ ꯐꯥꯎꯕ ꯃꯁꯤꯒꯤ ꯁꯦꯀ꯭ꯔꯦꯇꯔꯤ ꯑꯣꯏꯅ ꯊꯕꯛ ꯇꯧꯈꯤ꯫ ꯃꯍꯥꯛꯅ ꯏꯪ ꯂꯤꯁꯤꯡ ꯑꯃ ꯆꯃꯥꯄꯟ ꯀꯨꯟꯃꯥꯊꯣꯏꯗ ꯍꯦꯟꯔꯤ ꯗ꯭ꯔꯦꯄꯔ ꯃꯦꯗꯜ ꯐꯪꯈꯤ ꯑꯃꯁꯨꯡ ꯑꯇꯣꯞꯄ ꯃꯅꯥ ꯀꯌꯥ ꯑꯃꯁꯨꯡ ꯏꯀꯥꯏꯈꯨꯝꯅꯕꯒꯤ ꯗꯤꯒ꯭ꯔꯤ ꯀꯌꯥ ꯐꯪꯈꯤ꯫ ꯖꯤꯃꯥꯟ ꯑꯁꯤ ꯏꯪ ꯂꯤꯁꯤꯡ ꯑꯃ ꯆꯃꯥꯄꯟ ꯀꯨꯟꯃꯥꯊꯣꯏꯗ ꯔꯣꯌꯦꯜ ꯁꯣꯁꯥꯏꯇꯤꯒꯤ ꯐꯣꯔꯦꯟ ꯃꯦꯝꯕꯔ ꯑꯣꯏꯅ ꯈꯟꯈꯤ꯫ ꯃꯍꯥꯛ ꯏꯪ ꯂꯤꯁꯤꯡ ꯑꯃ ꯆꯃꯥꯄꯟ ꯀꯨꯟꯊ꯭ꯔꯥ ꯃꯉꯥꯗ ꯄ꯭ꯔꯣꯐꯦꯁꯔ ꯑꯃ ꯑꯣꯏꯅ ꯊꯕꯛ ꯊꯥꯗꯣꯛꯈꯤ꯫ ꯖꯤꯃꯥꯟ ꯏꯪ ꯂꯤꯁꯤꯡ ꯑꯃ ꯆꯃꯥꯄꯟ ꯅꯤꯝꯐꯨꯍꯨꯝꯗꯣꯏ ꯑꯣꯛꯇꯣꯕꯔ ꯃꯥꯄꯟꯗ ꯑꯝꯁꯇꯔꯗꯥꯝꯗ ꯂꯩꯈꯤꯗꯦ ꯑꯃꯁꯨꯡ ꯍꯥꯔꯂꯦꯝ ꯐꯨꯝꯈꯤ꯫